ꯀꯔꯤꯒꯤꯗꯃꯛꯇꯥ ꯁꯃꯨꯗ꯭ꯔꯁꯤꯡ ꯑꯁꯤ ꯑꯀꯣꯏꯕꯒꯤꯗꯃꯛꯇꯥ ꯃꯔꯨꯑꯣꯏꯕꯅꯣ ꯍꯥꯏꯕꯁꯤ ꯋꯥꯐꯝ ꯑꯍꯨꯝ ꯁꯤꯖꯤꯟꯅꯗꯨꯅꯥ ꯐꯣꯡꯗꯣꯛꯄꯤꯌꯨ꯫ ꯑꯦꯟꯚꯥꯏꯔꯟꯃꯦꯟ ꯑꯃꯁꯨꯡ ꯏꯀꯣꯁꯤꯁꯇꯦꯝꯒꯤ ꯕꯦꯂꯦꯟꯁ ꯊꯝꯕꯗꯥ ꯑꯣꯁꯤꯟꯁꯤꯡꯅꯥ ꯃꯔꯨꯑꯣꯏꯕ ꯊꯧꯗꯥꯡ ꯂꯧꯔꯤ꯫ ꯃꯈꯥꯗ ꯁꯃꯨꯗ꯭ꯔꯁꯤꯡ ꯑꯁꯤ ꯑꯀꯣꯏꯕꯒꯤꯗꯃꯛꯇꯥ ꯃꯔꯨꯑꯣꯏꯕꯒꯤ ꯃꯔꯝ ꯑꯍꯨꯝ ꯄꯤꯔꯤ: ꯀ꯭ꯂꯥꯏꯃꯦꯠ ꯔꯦꯒꯨꯂꯦꯁꯟ: ꯁꯃꯨꯗ꯭ꯔꯁꯤꯡꯅꯥ ꯀꯥꯔꯕꯣꯟ ꯗꯥꯏꯑꯣꯛꯁꯥꯏꯠꯀꯤꯗꯃꯛꯇꯥ "ꯁꯤꯉ꯭ꯛ" ꯑꯃ ꯑꯣꯏꯅ ꯊꯕꯛ ꯇꯧꯏ, ꯃꯁꯤꯅ ꯒ꯭ꯔꯤꯟ ꯍꯥꯎꯁ ꯒ꯭ꯌꯥꯁ ꯑꯁꯤꯒꯤ ꯃꯔꯨꯑꯣꯏꯕ ꯃꯁꯤꯡ ꯑꯁꯤ ꯑꯦꯠꯃꯣꯁꯐꯤꯌꯔꯗꯒꯤ ꯂꯧꯊꯣꯛꯏ, ꯃꯗꯨꯅ ꯀ꯭ꯂꯥꯏꯃꯦꯠ ꯔꯤꯒꯨꯂꯦꯠ ꯇꯧꯕꯗ ꯃꯇꯦꯡ ꯄꯥꯡꯏ꯫ ꯃꯈꯣꯏꯅ ꯍꯤꯠꯁꯨ ꯁ꯭ꯇꯣꯔ ꯇꯧꯏ ꯑꯃꯁꯨꯡ ꯇ꯭ꯔꯥꯟꯁꯄꯣꯔꯠ ꯇꯧꯏ, ꯃꯁꯤꯅ ꯃꯥꯂꯦꯝ ꯁꯤꯟꯕ ꯊꯨꯡꯅꯥ ꯇꯦꯝꯄꯦꯔꯦꯆꯔ ꯑꯃꯁꯨꯡ ꯋꯦꯗꯔ ꯄꯦꯇꯔꯟꯁꯤꯡ ꯔꯤꯒꯨꯂꯦꯠ ꯇꯧꯕꯗ ꯃꯇꯦꯡ ꯄꯥꯡꯏ꯫ ꯕꯥꯏꯑꯣꯗꯥꯏꯕꯔꯁꯤꯇꯤ: ꯁꯃꯨꯗ꯭ꯔꯁꯤꯡ ꯑꯁꯤ ꯇꯣꯉꯥꯟ ꯇꯣꯉꯥꯟꯕ ꯃꯈꯜꯒꯤ ꯖꯤꯕꯁꯤꯡꯒꯤ ꯃꯌꯨꯝ ꯑꯣꯏꯔꯤ, ꯃꯗꯨꯒꯤ ꯃꯅꯨꯡꯗꯥ ꯀꯌꯥ ꯑꯃꯗꯤ ꯄ꯭ꯔ꯭ꯤꯊꯤꯕꯤꯒꯤ ꯑꯇꯣꯞꯄ ꯃꯐꯝ ꯑꯃꯠꯇꯗꯥ ꯐꯪꯗꯦ꯫ ꯃꯈꯣꯏꯅ ꯄ꯭ꯂꯥꯟꯅꯦꯠ ꯑꯁꯤꯗ ꯂꯩꯔꯤꯕ ꯄꯨꯟꯁꯤ ꯄꯨꯝꯅꯃꯛꯀꯤ ꯆꯥꯎꯔꯛꯅ ꯌꯥꯡꯈꯩ-ꯃꯔꯐꯨ ꯄꯥꯔꯁꯦꯟꯇꯦꯟꯁ ꯁ꯭ꯄꯣꯔꯠ ꯇꯧꯏ, ꯑꯃꯁꯨꯡ ꯃꯈꯣꯏꯒꯤ ꯕꯥꯏꯑꯣꯗꯥꯏꯕꯔꯁꯤꯇꯤ ꯑꯁꯤ ꯁꯃꯨꯗ꯭ꯔꯒꯤ ꯏꯀꯣꯁꯤꯁ꯭ꯇꯦꯝꯁꯤꯡꯒꯤ ꯕꯦꯂꯦꯟꯁ ꯊꯝꯅꯕꯒꯤꯗꯃꯛ ꯌꯥꯝꯅ ꯃꯔꯨꯑꯣꯏ꯫ ꯑꯣꯛꯁꯤꯖꯦꯟ ꯖꯦꯅꯦꯔꯦꯁꯟ: ꯁꯃꯨꯗ꯭ꯔꯒꯤ ꯏꯁꯤꯡꯒꯤ ꯏꯆꯦꯜꯁꯤꯡ ꯑꯃꯁꯨꯡ ꯐꯣꯇꯣꯁꯤꯟꯊꯦꯁꯤꯁꯀꯤ ꯈꯨꯠꯊꯥꯡꯗ ꯃꯥꯂꯦꯝꯒꯤ ꯑꯣꯛꯁꯤꯖꯦꯟꯒꯤ ꯃꯁꯤꯡ ꯌꯥꯝꯂꯕ ꯁꯔꯨꯛ ꯑꯃ ꯁꯃꯨꯗ꯭ꯔꯁꯤꯡꯅꯥ ꯄꯨꯊꯣꯛꯏ, ꯃꯁꯤ ꯌꯥꯡꯈꯩ-ꯃꯔꯐꯨꯃꯉꯥ ꯄꯔꯁꯦꯟꯇꯦꯟꯁꯒꯤ ꯃꯇꯥꯡ ꯃꯔꯛꯇꯥ ꯑꯣꯏꯒꯅꯤ ꯍꯥꯏꯅ ꯄꯥꯅꯔꯤ꯫ ꯃꯁꯤꯒꯤ ꯃꯔꯨꯑꯣꯏꯕ ꯊꯧꯑꯣꯡ ꯑꯁꯤꯅ ꯂꯝꯗꯝ ꯑꯁꯤꯗ ꯅꯠꯇꯅ ꯁꯃꯨꯗ꯭ꯔꯗꯁꯨ ꯍꯤꯡꯕꯗꯥ ꯃꯇꯦꯡ ꯄꯥꯡꯏ꯫ ꯑꯔꯊ ꯑꯗꯨ ꯍꯦꯟꯅꯥ ꯃꯌꯦꯛ ꯁꯦꯡꯍꯟꯅꯕꯥ ꯇꯦꯛꯁ ꯑꯗꯨ ꯑꯦꯗꯤꯠ ꯇꯧ꯫ ꯔꯥꯁꯇ꯭ꯔꯥꯄꯇꯤꯅꯥ ꯑꯃꯦꯔꯤꯀꯥꯒꯤ ꯃꯤꯌꯥꯝ ꯄꯨꯝꯅꯃꯛꯀꯤ ꯇꯦꯛꯁ ꯍꯟꯊꯍꯟꯅꯕꯥ ꯑꯆꯧꯕꯥ ꯊꯧꯔꯥꯡ ꯑꯃ ꯂꯥꯎꯊꯣꯛꯈꯤ꯫ ꯔꯥꯁꯇ꯭ꯔꯥꯄꯇꯤꯅꯥ ꯑꯃꯦꯔꯤꯀꯥꯒꯤ ꯅꯥꯒ꯭ꯔꯤꯛ ꯈꯨꯗꯤꯡꯃꯛꯀꯤ ꯇꯦꯛꯁꯀꯤ ꯆꯥꯡ ꯍꯟꯊꯍꯟꯅꯕꯥ ꯑꯄꯨꯟꯕꯥ ꯊꯧꯔꯥꯡ ꯑꯃ ꯂꯥꯎꯊꯣꯛꯈ꯭ꯔꯦ꯫ ꯆꯍꯤ ꯇꯔꯨꯛ ꯁꯨꯔꯕꯥ ꯑꯉꯥꯡ ꯑꯃꯒꯤꯗꯃꯛ ꯆꯨꯅꯕꯥ ꯃꯨꯚꯤ ꯑꯃ ꯁꯖꯦꯁꯟ ꯄꯤꯌꯨ꯫ ꯆꯍꯤ ꯇꯔꯨꯛꯀꯤ ꯑꯉꯥꯡ ꯑꯃꯒꯤꯗꯃꯛ ꯆꯨꯅꯕꯥ ꯑꯆꯧꯕ ꯃꯨꯚꯤ ꯑꯃꯗꯤ ꯄꯤꯛꯆꯔ ꯑꯦꯅꯤꯃꯦꯁꯟ ꯁ꯭ꯇꯨꯗꯤꯑꯣꯒꯤ "ꯏꯟꯁꯥꯏꯠ ꯑꯥꯎꯠ"ꯅꯤ꯫ ꯊꯃꯣꯏ ꯁꯣꯛꯅꯤꯡꯉꯥꯏ ꯑꯣꯏꯕ ꯑꯦꯅꯤꯃꯦꯇꯦꯠ ꯐꯤꯂꯝ ꯑꯁꯤꯅ ꯅꯍꯥ ꯑꯣꯏꯔꯤꯕ ꯅꯨꯄꯤꯃꯆꯥ ꯑꯃꯒꯤ ꯋꯥꯈꯜꯒꯤ ꯃꯅꯨꯡꯗ ꯂꯩꯔꯤꯕ ꯏꯃꯣꯁꯟꯁꯤꯡ ꯑꯗꯨ ꯊꯤꯖꯤꯜꯂꯤ ꯑꯃꯁꯨꯡ ꯌꯦꯡꯂꯤꯕꯁꯤꯡꯕꯨ ꯅꯨꯡꯉꯥꯏꯕ, ꯑꯦꯗꯚꯦꯟꯆꯔ ꯑꯃꯁꯨꯡ ꯆꯥꯎꯈꯠꯄꯒꯤ ꯃꯇꯥꯡꯗ ꯃꯃꯜ ꯌꯥꯝꯂꯕ ꯂꯥꯏꯁꯣꯟꯁꯤꯡꯅ ꯊꯜꯂꯕ ꯑꯉꯛꯄꯥ ꯈꯣꯡꯆꯠ ꯑꯃꯗ ꯂꯝꯖꯤꯡꯕꯤꯔꯤ꯫